ꯄ꯭ꯂꯦꯇꯣꯒꯤ ꯐꯣ꯭ꯔꯝꯁꯤꯡꯒꯤ ꯊꯤꯑꯣꯔꯤꯅ ꯃꯇꯧ ꯀꯔꯝꯅ ꯖꯁꯇꯤꯁꯀꯤ ꯋꯥꯈꯜꯂꯣꯟ ꯑꯁꯤ ꯁꯟꯗꯣꯛꯅ ꯇꯥꯛꯄꯒꯦ ꯍꯥꯏꯕꯗꯨ ꯐꯣꯡꯗꯣꯛꯄꯤꯌꯨ꯫ ꯄ꯭ꯂꯦꯇꯣꯒꯤ ꯐꯣ꯭ꯔꯝꯁꯀꯤ ꯊꯤꯑꯣꯔꯤ, ꯃꯍꯥꯛꯀꯤ ꯊꯤꯑꯣꯔꯤ ꯑꯣꯐ ꯑꯥꯏꯗꯤꯌꯥ ꯍꯥꯏꯅ ꯈꯪꯅꯕ ꯑꯁꯤ ꯃꯍꯥꯛꯀꯤ ꯐꯤꯂꯣꯁꯣꯐꯤꯒꯤ ꯃꯔꯨꯑꯣꯏꯕ ꯃꯁꯛ ꯑꯃꯅꯤ ꯑꯃꯁꯨꯡ ꯋꯦꯁꯇ꯭ꯔꯟ ꯐꯤꯂꯣꯁꯣꯐꯤꯗ ꯈ꯭ꯋꯥꯏꯗꯒꯤ ꯃꯃꯤꯡ ꯆꯠꯂꯕ ꯋꯥꯈꯜꯂꯣꯟ ꯑꯃꯅꯤ꯫ ꯊꯤꯑꯣꯔꯤ ꯑꯁꯤꯒꯤ ꯃꯇꯨꯡ ꯏꯟꯅ ꯐꯤꯖꯤꯀꯦꯜ ꯋꯥꯔꯜꯗꯇꯥ ꯂꯩꯔꯤꯕ ꯄꯣꯠ ꯈꯨꯗꯤꯡꯃꯛꯀꯤ ꯃꯄꯨꯡ ꯐꯥꯕ, ꯑꯥꯏꯗꯤꯌꯦꯜ ꯑꯃꯁꯨꯡ ꯂꯣꯝꯕ ꯅꯥꯏꯗꯕꯥ ꯃꯑꯣꯡ ꯑꯃ ꯅꯠꯇꯔꯒꯥ ꯃꯔꯨꯑꯣꯏꯕ ꯑꯃ‌ ꯂꯩ꯫ ꯍꯥꯏꯔꯤꯕ ꯐꯣ꯭ꯔꯝꯁꯤꯡ ꯑꯁꯤ ꯐꯤꯖꯤꯀꯦꯜ ꯋꯥꯔꯜꯗꯇꯥ ꯑꯩꯈꯣꯏꯅ ꯈꯪꯕ ꯄꯣꯠꯁꯛꯁꯤꯡꯗꯒꯤ ꯍꯦꯟꯅ ꯇꯁꯦꯡꯕꯅꯤ, ꯃꯈꯣꯏꯁꯤꯡ ꯑꯁꯤ ꯃꯈꯣꯏꯒꯤ ꯃꯔꯤ ꯂꯩꯅꯕꯥ ꯑꯥꯏꯗꯤꯌꯦꯜ ꯐꯣ꯭ꯔꯝꯒꯤ ꯃꯄꯨꯡ ꯐꯥꯗꯕ ꯀꯣꯄꯤ ꯈꯛꯇꯅꯤ꯫ ꯄ꯭ꯂꯦꯇꯣꯒꯤ ꯐꯤꯂꯣꯁꯣꯐꯤꯗꯥ ꯖꯁꯇꯤꯁꯀꯤ ꯋꯥꯈꯜꯂꯣꯟ ꯑꯁꯤꯁꯨ ꯃꯍꯥꯛꯀꯤ ꯐꯣ‍꯭ꯔꯝꯁꯤꯡꯒꯤ ꯊꯤꯑꯣꯔꯤꯒꯤ ꯃꯇꯨꯡ ꯏꯟꯅ ꯐꯣꯡꯗꯣꯛꯏ꯫ ꯄ꯭ꯂꯦꯇꯣꯒꯤ ꯃꯇꯨꯡ ꯏꯟꯅ ꯃꯄꯨꯡ ꯐꯥꯕ ꯐꯣ꯭ꯔꯝ ꯑꯣꯐ ꯖꯁꯇꯤꯁ ꯑꯃ ꯂꯩꯔꯤ, ꯃꯗꯨ ꯃꯇꯝ ꯅꯥꯏꯗ꯭ꯔꯕ ꯑꯃꯁꯨꯡ ꯍꯣꯡꯂꯛꯂꯣꯏꯗꯕ ꯑꯃꯅꯤ꯫ ꯃꯁꯤꯒꯤ ꯑꯥꯏꯗꯤꯌꯦꯜ ꯐꯣꯔꯝ ꯑꯁꯤ ꯑꯩꯈꯣꯏꯅ ꯑꯩꯈꯣꯏꯒꯤ ꯃꯤꯑꯣꯏꯕ ꯈꯨꯟꯅꯥꯏꯁꯤꯡꯗ ꯍꯣꯠꯅꯒꯗꯕ ꯑꯗꯨꯅꯤ, ꯑꯃꯁꯨꯡ ꯃꯁꯤꯅ ꯑꯩꯈꯣꯏꯅ ꯑꯩꯈꯣꯏꯒꯤ ꯏꯁꯥꯒꯤ ꯖꯁꯇꯤꯁꯀꯤ ꯋꯥꯈꯜꯂꯣꯟꯁꯤꯡ ꯑꯗꯨ ꯂꯦꯞꯊꯣꯛꯀꯗꯕꯥ ꯁ꯭ꯇꯦꯟꯗꯔꯗꯅꯤ꯫ ꯖꯁꯇꯤꯁ, ꯃꯁꯤꯒꯤ ꯃꯇꯥꯡꯗ, ꯃꯤꯌꯥꯝꯅ ꯌꯥꯅꯕꯥ ꯑꯥꯏꯟ ꯅꯠꯇꯔꯒ ꯀꯟꯚꯦꯟꯁꯟꯒꯤ ꯁꯦꯠ ꯑꯃꯈꯛꯇꯃꯛ ꯅꯠꯇꯦ, ꯃꯗꯨꯒꯤ ꯃꯍꯨꯠꯇ ꯃꯁꯤ ꯃꯤꯑꯣꯏꯕꯒꯤ ꯋꯥꯈꯜꯂꯣꯟꯗꯒꯤ ꯃꯅꯤꯡꯇꯝꯅ ꯂꯩꯕ ꯋꯥꯐꯝ ꯑꯃꯅꯤ, ꯑꯃꯁꯨꯡ ꯃꯔꯝ ꯑꯁꯤꯅ ꯃꯁꯤ ꯑꯣꯕꯖꯦꯛꯇꯤꯕ ꯑꯣꯏꯕ ꯑꯃꯁꯨꯡ ꯍꯣꯡꯗꯣꯛꯄ ꯉꯝꯗꯕ ꯋꯥꯐꯝ ꯑꯃꯅꯤ꯫ ꯄ꯭ꯂꯦꯇꯣꯒꯤ ꯔꯤꯄꯥꯕ꯭ꯂꯤꯛꯇꯥ ꯃꯍꯥꯛꯅ ꯁꯍꯔ ꯑꯃꯒꯤ ꯑꯦꯅꯥꯂꯣꯖꯤ ꯁꯤꯖꯤꯟꯅꯗꯨꯅ ꯖꯁꯇꯤꯁꯀꯤ ꯋꯥꯈꯜꯂꯣꯟ ꯑꯁꯤ ꯀꯔꯝꯅ ꯊꯕꯛ ꯇꯧꯕꯒꯦ ꯍꯥꯏꯕꯗꯨ ꯎꯠꯂꯤ꯫ ꯑꯆꯨꯝꯕ ꯈꯨꯟꯅꯥꯏ ꯑꯃ ꯍꯥꯏꯕꯁꯤ ꯃꯍꯥꯛꯅ ꯍꯥꯏ ꯃꯗꯨꯗꯤ ꯃꯤꯑꯣꯏꯕ ꯈꯨꯗꯤꯡꯃꯛꯅ ꯃꯈꯣꯏꯒꯤ ꯇꯧꯕ ꯉꯝꯕꯁꯤꯡ ꯑꯃꯁꯨꯡ ꯃꯍꯧꯁꯥꯒ ꯈ꯭ꯋꯥꯏꯗꯒꯤ ꯆꯨꯅꯕꯥ ꯊꯧꯗꯥꯡ ꯑꯗꯨ ꯄꯥꯡꯊꯣꯛꯄꯅꯤ꯫ ꯃꯁꯤꯒꯤ ꯃꯑꯣꯡ ꯑꯁꯤꯅ ꯈꯨꯟꯅꯥꯏ ꯄꯨꯝꯕꯅꯥ ꯄꯨꯟꯅ ꯆꯠꯃꯤꯟꯅꯗꯨꯅ ꯊꯕꯛ ꯇꯧꯕ ꯉꯝꯂꯤ, ꯁꯔꯨꯛ ꯈꯨꯗꯤꯡꯃꯛꯅ ꯑꯄꯨꯟꯕ ꯑꯁꯤꯒꯤ ꯑꯐꯕꯗꯥ ꯃꯇꯦꯡ ꯄꯥꯡꯂꯤ꯫ ꯖꯁꯇꯤꯁ, ꯃꯁꯤꯒꯤ ꯃꯇꯥꯡꯗ, ꯃꯈꯜ ꯑꯃꯒꯤ ꯕꯦꯂꯦꯟꯁ ꯅꯠꯇꯔꯒ ꯍꯥꯔꯃꯣꯅꯤꯅꯤ, ꯃꯐꯝ ꯑꯗꯨꯗ ꯃꯤꯄꯨꯝ ꯈꯨꯗꯤꯡꯃꯛꯅ ꯑꯄꯨꯟꯕ ꯑꯐꯕ ꯑꯗꯨꯗ ꯃꯇꯦꯡ ꯄꯥꯡꯅꯕ ꯃꯈꯣꯏꯒꯤ ꯊꯧꯗꯥꯡ ꯂꯧꯔꯤ꯫ ꯈꯪꯖꯤꯟꯒꯗꯕ ꯑꯃꯅ, ꯄ꯭ꯂꯦꯇꯣꯒꯤ ꯐꯣ꯭ꯔꯁꯀꯤ ꯊꯤꯑꯣꯔꯤꯅ ꯖꯁꯇꯤꯁꯀꯤ ꯋꯥꯈꯜꯂꯣꯟ ꯑꯁꯤ ꯃꯤꯑꯣꯏꯕꯒꯤ ꯋꯥꯈꯜꯂꯣꯟꯗꯒꯤ ꯃꯅꯤꯡꯇꯝꯅ ꯂꯩꯕ ꯑꯥꯏꯗꯤꯌꯦꯜ ꯑꯃꯁꯨꯡ ꯄꯔꯐꯦꯛꯇ ꯁ꯭ꯇꯦꯟꯗꯔꯗ ꯑꯃ ꯑꯣꯏꯅ ꯁꯟꯗꯣꯛꯅ ꯇꯥꯛꯂꯤ꯫ ꯃꯁꯤꯒꯤ ꯁ꯭ꯇꯦꯟꯗꯔꯗ ꯑꯁꯤ ꯑꯩꯈꯣꯏꯒꯤ ꯏꯁꯥꯒꯤ ꯖꯁꯇꯤꯁꯀꯤ ꯋꯥꯈꯜꯂꯣꯟꯁꯤꯡ ꯏꯚꯥꯂꯨꯑꯦꯠ ꯇꯧꯕꯗ ꯑꯃꯁꯨꯡ ꯑꯆꯨꯝꯕ ꯈꯨꯟꯅꯥꯏ ꯑꯃ ꯁꯦꯝꯒꯠꯄꯗ ꯑꯩꯈꯣꯏꯒꯤ ꯊꯕꯛꯁꯤꯡ ꯂꯝꯖꯤꯡꯕꯗ ꯁꯤꯖꯤꯟꯅꯕꯥ ꯌꯥꯏ꯫ ꯖꯁꯇꯤꯁ ꯑꯁꯤ ꯃꯈꯜ ꯑꯃꯒꯤ ꯕꯦꯂꯦꯟꯁ ꯅꯠꯇꯔꯒ ꯍꯥꯔꯃꯣꯅꯤꯅꯤ ꯍꯥꯏꯅ ꯂꯧꯅꯩ, ꯃꯁꯤꯗ ꯃꯤꯑꯣꯏ ꯈꯨꯗꯤꯡꯃꯛꯅ ꯄꯨꯝꯅꯃꯛꯀꯤ ꯑꯐꯕ ꯃꯇꯦꯡ ꯄꯥꯡꯏ꯫